ꯑꯄꯤꯛꯄꯥ ꯕꯤꯖꯤꯅꯦꯁꯁꯤꯡꯅꯥ ꯊꯦꯡꯅꯔꯤꯕꯥ ꯁꯤꯡꯅꯕꯥ ꯃꯉꯥꯒꯤ ꯂꯤꯁ꯭ꯠ ꯑꯃꯥ ꯁꯦꯝꯒꯠꯄꯥ꯫ ꯑꯄꯤꯛꯄꯥ ꯕꯤꯖꯤꯅꯦꯁꯁꯤꯡꯅꯥ ꯑꯌꯥꯝꯕꯅꯥ ꯂꯤꯃꯤꯇꯦꯗ ꯀꯦꯁ ꯔꯤꯖꯔꯚꯔꯁꯤꯡꯒꯥ ꯂꯣꯏꯅꯅꯥ ꯂꯥꯟꯊꯦꯡꯅꯔꯤ ꯑꯃꯁꯨꯡ ꯃꯈꯣꯏꯒꯤ ꯀꯦꯁ ꯐ꯭ꯂꯣ ꯑꯗꯨ ꯏꯐꯦꯛꯇꯤꯕ ꯑꯣꯏꯅ ꯃꯦꯅꯦꯖ ꯇꯧꯕꯗꯥ ꯑꯋꯥꯕꯥ ꯃꯥꯌꯣꯛꯅꯔꯛꯄꯥ ꯌꯥꯏ꯫ ꯑꯄꯤꯛꯄꯥ ꯕꯤꯖꯤꯅꯦꯁ ꯑꯃꯥ ꯑꯣꯏꯅ ꯃꯀꯣꯛ ꯊꯣꯡꯕꯥ ꯇꯦꯂꯦꯟꯇꯁꯤꯡ ꯄꯨꯛꯅꯤꯡ ꯆꯤꯡꯁꯤꯟꯕ ꯑꯃꯁꯨꯡ ꯊꯝꯕ ꯑꯁꯤ ꯑꯔꯨꯕ ꯑꯣꯏꯕ ꯌꯥꯏ꯫ ꯃꯁꯤꯅꯥ ꯕꯤꯖꯤꯅꯦꯁꯀꯤ ꯒ꯭ꯔꯣꯊ ꯑꯃꯁꯨꯡ ꯃꯥꯏ ꯄꯥꯛꯄꯗꯥ ꯏꯝꯄꯦꯛꯇ ꯇꯧꯕ ꯌꯥꯏ꯫ ꯑꯄꯤꯛꯄꯥ ꯕꯤꯖꯤꯅꯦꯁꯁꯤꯡꯅꯥ ꯑꯆꯧꯕ, ꯍꯦꯟꯅꯥ ꯂꯤꯡꯈꯠꯂꯛꯂꯤꯕ ꯀꯝꯄꯦꯅꯤꯁꯤꯡꯗꯒꯤ ꯑꯀꯟꯅꯕ ꯀꯝꯄꯤꯇꯤꯁꯟ ꯃꯥꯌꯣꯛꯅꯔꯤ, ꯑꯃꯁꯨꯡ ꯀꯩꯊꯦꯜꯗꯥ ꯃꯁꯛ ꯊꯣꯛꯄꯥ ꯑꯣꯏꯅꯕ ꯍꯣꯠꯅꯕ ꯌꯥꯏ꯫ ꯑꯄꯤꯛꯄꯥ ꯕꯤꯖꯤꯅꯦꯁ ꯀꯌꯥꯅꯥ ꯃꯥꯔꯀꯦꯇꯤꯡ ꯑꯃꯁꯨꯡ ꯕ꯭ꯔꯥꯟꯗꯤꯡꯒꯤꯗꯃꯛꯇꯥ ꯕꯖꯦꯠ ꯑꯃꯁꯨꯡ ꯔꯤꯁꯣꯔꯁꯁꯤꯡ ꯌꯥꯝꯅ ꯅꯦꯝꯃꯤ, ꯃꯁꯤꯅꯥ ꯃꯈꯣꯏꯗꯥ ꯃꯈꯣꯏꯒꯤ ꯇꯥꯔꯒꯦꯠ ꯑꯣꯗꯤꯁꯟꯗꯥ ꯌꯧꯕ ꯑꯃꯁꯨꯡ ꯑꯆꯦꯠꯄꯥ ꯕ꯭ꯔꯥꯟꯗ ꯑꯥꯏꯗꯦꯟꯇꯤꯇꯤ ꯑꯃꯥ ꯁꯦꯝꯒꯠꯄꯥ ꯑꯁꯤ ꯁꯤꯡꯅꯕ ꯑꯃꯥ ꯑꯣꯏꯍꯟꯕ ꯌꯥꯏ꯫ ꯑꯄꯤꯛꯄꯥ ꯕꯤꯖꯤꯅꯦꯁꯁꯤꯡꯅꯥ ꯒ꯭ꯔꯣꯊ ꯑꯃꯁꯨꯡ ꯑꯦꯛꯁꯄꯦꯟꯁꯟꯗꯥ ꯃꯇꯦꯡ ꯄꯥꯡꯅꯕ ꯐꯟꯗ ꯐꯪꯕꯗꯥ ꯑꯋꯥꯕ ꯃꯥꯌꯣꯛꯅꯔꯛꯄꯥ ꯌꯥꯏ, ꯑꯃꯁꯨꯡ ꯀꯦꯄꯤꯇꯦꯜ ꯑꯃꯁꯨꯡ ꯀ꯭ꯔꯦꯗꯤꯠ ꯐꯪꯕꯗꯥ ꯁꯤꯡꯅꯕ ꯀꯌꯥ ꯃꯥꯌꯣꯛꯅꯔꯛꯄꯥ ꯌꯥꯏ꯫ ꯂꯤꯁ꯭ꯠ ꯑꯁꯤꯗꯒꯤ ꯃꯦꯗꯤꯌꯝ ꯑꯗꯨ ꯈꯪꯗꯣꯛꯎ꯫ ꯑꯄꯤꯛꯕꯥ ꯃꯁꯤꯡꯒꯤ ꯑꯦꯔꯦꯌ ꯥ ꯑꯃꯥ ꯁꯦꯠ ꯑꯅꯤꯗꯥ ꯈꯥꯏꯗꯣꯛꯄꯥ ꯑꯦꯂꯒꯣꯔꯤꯊꯝ ꯑꯃꯥ ꯁꯦꯝꯃꯨ ꯃꯗꯨꯅꯥ ꯁꯦꯠ ꯈꯨꯗꯤꯡꯃꯛꯇꯥ ꯂꯩꯕ ꯑꯦꯂꯤꯃꯦꯟꯇꯁꯤꯡꯒꯤ ꯁꯝ ꯑꯁꯤ ꯑꯃꯒꯥ ꯑꯃꯒꯥ ꯃꯥꯟꯅꯩ꯫ ꯑꯁꯤ ꯑꯆꯝꯕꯥ ꯑꯣꯏꯔꯕꯗꯤ, ꯑꯦꯔꯦꯌꯥ ꯑꯁꯤ ꯃꯥꯟꯅꯕꯥ ꯁꯕꯁꯦꯠ ꯑꯅꯤꯗꯥ ꯈꯥꯏꯗꯣꯛꯄꯥ ꯌꯥꯗꯦ꯫ ꯀꯔꯤꯒꯨꯝꯕ ꯁꯝ ꯑꯁꯤ ꯏꯚꯦꯟꯇ ꯑꯣꯏꯔꯕꯗꯤ, ꯑꯄꯨꯟꯕꯥ ꯁꯝꯒꯤ ꯁꯔꯨꯛ ꯑꯍꯨꯝ ꯊꯣꯛꯄꯒꯤ ꯑꯃꯒꯥ ꯃꯥꯟꯅꯕꯥ ꯁꯝ ꯂꯩꯕ ꯁꯕꯁꯦꯠ ꯑꯃꯥ ꯂꯩꯔꯕꯗꯤ ꯑꯩꯈꯣꯏꯅ ꯈꯪꯕ ꯉꯝꯒꯅꯤ꯫ ꯃꯁꯤꯒꯤ ꯄ꯭ꯔꯣꯕ꯭ꯂꯦꯝ ꯑꯁꯤ ꯁꯕꯁꯦꯠ ꯁꯝ ꯄ꯭ꯔꯣꯕ꯭ꯂꯦꯝꯒꯤ ꯚꯦꯔꯤꯑꯦꯁꯟ ꯑꯃꯅꯤ꯫ ꯁꯥꯏꯖ ꯑꯃꯥ ꯑꯦꯔꯦꯌꯥꯒꯤ ꯁꯥꯏꯖ ꯑꯃꯥꯒꯤ ꯑꯦꯔꯦꯌꯥ ꯑꯃꯥ ꯁꯦꯝꯃꯨ ꯑꯃꯁꯨꯡ ꯃꯁꯤꯕꯨ ꯕꯨꯂꯦꯇꯤꯟ ꯚꯦꯜꯌꯨꯁꯤꯡꯅꯥ ꯃꯄꯨꯡ ꯐꯥꯍꯟꯒꯗꯕꯅꯤ꯫ ꯇꯦꯕꯂꯒꯤ ꯑꯍꯥꯟꯕ ꯔꯣ ꯑꯗꯨꯅꯥ ꯃꯄꯨꯡ ꯐꯥꯍꯟꯒꯗꯕꯅꯤ, ꯃꯔꯝꯗꯤ ꯏꯝꯄꯣꯔꯠ ꯁꯦꯠ ꯑꯃꯅꯥ ꯃꯇꯝ ꯄꯨꯝꯕꯗꯥ ꯖꯦꯔꯣꯗꯥ ꯁꯝ ꯇꯧꯏ꯫ ꯇꯦꯕꯂꯒꯤ ꯑꯍꯥꯅꯕꯥ ꯀꯣꯂꯝ ꯑꯗꯨꯅꯥ ꯃꯄꯨꯡ ꯐꯥꯍꯟꯒꯗꯕꯅꯤ, ꯃꯔꯝꯗꯤ ꯄꯣꯖꯤꯇꯤꯚ ꯁꯝꯒꯥ ꯂꯣꯏꯅꯅꯥ ꯁꯕꯁꯦꯠ ꯑꯃꯥ ꯁꯦꯝꯕꯒꯤ ꯃꯑꯣꯡ ꯑꯃꯠꯇꯥ ꯂꯩꯇꯦ꯫ ꯚꯦꯜꯌꯨ ꯑꯗꯨ ꯏꯝꯄꯣꯔꯠ ꯁꯦꯠ ꯑꯃꯥ ꯁꯤꯖꯤꯟꯅꯗꯨꯅꯥ ꯃꯗꯨꯒꯤ ꯃꯇꯨꯡꯗꯥ ꯅꯍꯥꯛꯅꯥ ꯁꯕꯁꯦꯠ ꯑꯁꯤꯗꯥ ꯌꯥꯎꯔꯤꯕꯥ ꯑꯦꯂꯤꯃꯦꯟꯇꯁꯤꯡ ꯑꯗꯨ ꯊꯤꯅꯕꯥ ꯇꯦꯕꯜ ꯑꯗꯨ ꯇ꯭ꯔꯦꯁ ꯇꯧꯕ ꯌꯥꯒꯅꯤ꯫ ꯑꯇꯣꯞꯄꯥ ꯁꯕꯁꯦꯠ ꯑꯗꯨꯅꯥ ꯁꯕꯁꯦꯠ ꯑꯅꯤ ꯑꯁꯤ ꯗꯤꯁꯖꯣꯏꯟꯇ ꯑꯣꯏꯕꯅ ꯑꯦꯔꯦꯌꯥꯒꯤ ꯂꯦꯝꯍꯧꯔꯤꯕ ꯑꯦꯂꯤꯃꯦꯟꯇꯁꯤꯡ ꯑꯣꯏꯒꯅꯤ꯫